ꯀꯦꯛ ꯑꯃ ꯃꯇꯧ ꯀꯔꯝꯅ ꯁ꯭ꯇꯦꯞ ꯃꯉꯥꯗ ꯁꯦꯝꯒꯗꯒꯦ ꯍꯥꯏꯕꯗꯨ ꯐꯣꯡꯗꯣꯛꯄꯤꯌꯨ꯫ ꯃꯆꯥꯛꯁꯤꯡ ꯑꯃꯁꯨꯡ ꯈꯨꯠꯂꯥꯏꯁꯤꯡ ꯁꯦꯝ-ꯁꯥꯕ: ꯊꯥꯎ, ꯆꯤꯅꯤ, ꯉꯥ, ꯊꯥꯎ, ꯕꯦꯀꯤꯡ ꯄꯥꯎꯗꯔ, ꯁꯪꯒꯣꯝ, ꯚꯦꯅꯤꯂꯥ ꯑꯦꯁꯦꯟꯁ, ꯃꯤꯛꯁ ꯇꯧꯕ ꯌꯥꯕ ꯕꯣꯜ ꯑꯃ, ꯃꯤꯛꯁꯔ ꯑꯃꯥ, ꯃꯥꯏꯖꯔꯤꯡ ꯆꯃꯆꯁꯤꯡ ꯑꯃꯁꯨꯡ ꯀꯦꯛ ꯄꯦꯟ ꯑꯃꯥ ꯈꯣꯝꯖꯤꯜꯂꯨ꯫ ꯄꯣꯠꯁꯛꯁꯤꯡ ꯑꯗꯨ ꯌꯥꯟꯁꯤꯟꯅꯧ: ꯃꯤꯛꯁ ꯇꯧꯔꯤꯕꯥ ꯕꯣꯜ ꯑꯗꯨꯗꯥ, ꯑꯀꯪꯕꯥ ꯄꯣꯠꯁꯛꯁꯤꯡ ꯊꯥꯎ, ꯆꯤꯅꯤ, ꯑꯃꯁꯨꯡ ꯕꯦꯀꯤꯡ ꯄꯥꯎꯗꯔ ꯑꯗꯨ ꯌꯥꯟꯁꯤꯟꯅꯧ꯫ ꯇꯔꯨ-ꯇꯅꯥꯅꯕ ꯊꯥꯎ, ꯉꯥ, ꯁꯪꯒꯣꯝ , ꯑꯃꯁꯨꯡ ꯚꯦꯅꯤꯂꯥꯒꯤ ꯃꯁꯛ ꯑꯗꯨ ꯍꯥꯞꯆꯤꯜꯂꯨ꯫ ꯕꯦꯇꯔꯤꯅꯥ ꯆꯂꯥꯏꯕꯥ ꯃꯇꯨꯡꯗꯥ ꯃꯤꯛꯆꯔ ꯑꯗꯨꯒꯥ ꯂꯣꯏꯅꯅ ꯄꯨꯝꯅꯃꯛ ꯌꯥꯟꯁꯤꯟꯅꯧ꯫ ꯀꯦꯛ ꯄꯦꯟ ꯑꯃꯗꯥ ꯊꯥꯎ: ꯀꯦꯛ ꯄꯦꯟ ꯑꯗꯨ ꯊꯥꯎ ꯈꯔꯥ ꯌꯥꯎꯅꯥ ꯒ꯭ꯔꯤꯁ ꯇꯧ, ꯃꯗꯨꯒꯤ ꯃꯇꯨꯡꯗꯥ ꯕꯦꯇꯔꯤ ꯑꯗꯨ ꯄꯦꯟ ꯑꯗꯨꯗꯥ ꯆꯥꯡ ꯃꯥꯟꯅꯅꯥ ꯊꯥꯎ꯫ ꯑꯣꯚꯔꯑꯣꯜꯗꯥ ꯊꯥꯛꯎ: ꯑꯣꯛ ꯑꯗꯨ ꯊꯥ ꯊꯝꯖꯤꯜꯂꯨ, ꯃꯗꯨꯒꯤ ꯃꯇꯨꯡꯗꯥ ꯀꯦꯛ ꯄꯦꯟ ꯑꯗꯨ ꯑꯣꯚꯔꯑꯣꯜꯗꯥ ꯊꯝꯃꯨ ꯑꯃꯁꯨꯡ ꯃꯗꯨ ꯆꯥꯎꯔꯥꯛꯅꯥ ꯃꯤꯅꯠ ꯀꯨꯟꯊ꯭ꯔꯥ ꯊꯝꯖꯤꯜꯂꯨ꯫ ꯀꯦꯛ ꯑꯗꯨꯒꯤ ꯃꯔꯛꯇꯥ ꯇꯨꯊꯄꯤꯛ ꯑꯃꯥ ꯍꯥꯞꯆꯤꯟꯗꯨꯅꯥ ꯄ꯭ꯔꯣꯒ꯭ꯔꯦꯁ ꯑꯗꯨ ꯆꯦꯛ ꯇꯧ; ꯀꯔꯤꯒꯨꯝꯕꯥ ꯃꯗꯨ ꯁꯦꯡꯅꯥ ꯊꯣꯛꯂꯕꯗꯤ ꯀꯦꯛ ꯑꯗꯨ ꯇꯧꯏ꯫ ꯃꯗꯨ ꯀꯨꯞꯁꯤꯜꯂꯨ ꯑꯃꯁꯨꯡ ꯄꯤꯖꯕꯤꯌꯨ ꯀꯦꯛ ꯑꯗꯨ ꯊꯛꯄꯥ ꯂꯣꯏꯔꯕꯥ ꯃꯇꯨꯡꯗꯥ, ꯃꯗꯨ ꯑꯣꯛ ꯑꯗꯨꯗꯒꯤ ꯂꯧꯊꯣꯛꯎ ꯑꯃꯁꯨꯡ ꯆꯥꯎꯔꯥꯛꯅꯥ ꯃꯤꯅꯠ ꯇꯔꯥ ꯊꯝꯖꯤꯜꯂꯨ꯫ ꯀꯨꯞꯁꯤꯜꯂꯕꯥ ꯃꯇꯨꯡꯗꯥ, ꯀꯦꯛ ꯑꯗꯨ ꯄꯦꯟ ꯑꯗꯨꯗꯒꯤ ꯂꯧꯊꯣꯛꯎ ꯑꯃꯁꯨꯡ ꯃꯗꯨ ꯄ꯭ꯂꯦꯠ ꯑꯃꯗꯥ ꯄꯤꯖꯕꯤꯌꯨ꯫ ꯅꯍꯥꯛꯅꯥ ꯄꯤꯖꯗ꯭ꯔꯤꯉꯩ ꯃꯃꯥꯡꯗꯥ ꯅꯍꯥꯛꯅꯥ ꯄꯥꯝꯂꯤꯕꯥ ꯐ꯭ꯔꯣꯁꯇꯤꯡ ꯅꯠꯇꯔꯒꯥ ꯇꯣꯄꯤꯡꯁꯤꯡꯁꯨ ꯍꯥꯞꯆꯤꯅꯕꯥ ꯌꯥꯏ꯫ ꯒ꯭ꯂꯣꯕꯦꯜ ꯏꯀꯣꯅꯣꯃꯤꯗꯥ ꯒ꯭ꯂꯣꯕꯦꯂꯥꯏꯖꯦꯁꯟꯒꯤ ꯏꯝꯄꯦꯛꯇ ꯑꯗꯨ ꯑꯦꯅꯥꯂꯥꯏꯖ ꯇꯧꯕꯥ꯫ ꯒ꯭ꯂꯣꯕꯦꯂꯥꯏꯖꯦꯁꯟꯅꯥ ꯒ꯭ꯂꯣꯕꯦꯜ ꯏꯀꯣꯅꯣꯃꯤꯗꯥ ꯑꯆꯧꯕꯥ ꯁꯥꯐꯨ ꯑꯃꯥ ꯄꯤꯔꯦ, ꯃꯁꯤꯅꯥ ꯏꯀꯣꯅꯣꯃꯤꯛ ꯏꯟꯇꯔꯗꯤꯄꯦꯟꯗꯦꯟꯁ, ꯂꯤꯕꯔꯦꯂꯥꯏꯖꯦꯁꯟ ꯑꯃꯁꯨꯡ ꯏꯟꯇꯤꯒ꯭ꯔꯦꯁꯟ ꯍꯦꯟꯒꯠꯍꯜꯂꯦ꯫ ꯃꯁꯤ ꯇꯦꯛꯅꯣꯂꯣꯖꯤ, ꯇ꯭ꯔꯥꯟꯁꯄꯣꯔꯇꯦꯁꯟ ꯑꯃꯁꯨꯡ ꯀꯝꯃ꯭ꯌꯨꯅꯤꯀꯦꯁꯟꯒꯤ ꯂꯝꯗꯥ ꯑꯍꯣꯡꯕꯥ ꯄꯨꯔꯛꯄꯒꯥ ꯂꯣꯏꯅꯅ ꯂꯂꯣꯟ-ꯏꯇꯤꯛ ꯑꯃꯁꯨꯡ ꯁꯦꯟ-ꯊꯨꯝꯒꯤ ꯑꯊꯤꯡꯕꯁꯤꯡ ꯂꯧꯊꯣꯛꯄꯅꯥ ꯊꯧꯅꯥ ꯍꯥꯞꯂꯤ꯫ ꯒ꯭ꯂꯣꯕꯦꯜ ꯏꯀꯣꯅꯣꯃꯤꯗꯥ ꯒ꯭ꯂꯣꯕꯦꯂꯥꯏꯖꯦꯁꯟꯒꯤ ꯈ꯭ꯋꯥꯏꯗꯒꯤ ꯃꯁꯛ ꯊꯣꯛꯄꯥ ꯏꯐꯦꯛꯇ ꯑꯃꯗꯤ ꯏꯟꯇꯔꯅꯦꯁꯅꯦꯜ ꯇ꯭ꯔꯦꯗ ꯍꯦꯟꯒꯠꯂꯛꯄꯅꯤ꯫ ꯂꯩꯕꯥꯛꯁꯤꯡꯅꯥ ꯍꯧꯖꯤꯛ ꯃꯄꯥꯟ ꯂꯩꯕꯥꯛꯀꯤ ꯀꯩꯊꯦꯜꯁꯤꯡꯗꯥ ꯍꯦꯟꯅꯥ ꯈꯨꯗꯣꯡꯆꯥꯕꯥ ꯐꯪꯂꯦ, ꯃꯗꯨꯅꯥ ꯃꯈꯣꯏꯅꯥ ꯄꯣꯠ-ꯆꯩ ꯑꯃꯁꯨꯡ ꯁꯔꯕꯤꯁꯁꯤꯡ ꯍꯦꯟꯅꯥ ꯐꯖꯅꯥ ꯃꯄꯥꯟꯗꯥ ꯊꯥꯗꯣꯖꯄꯥ ꯉꯝꯍꯜꯂꯦ꯫ ꯃꯁꯤꯅꯥ ꯀꯝꯄꯤꯇꯤꯁꯟ ꯍꯦꯟꯒꯠꯍꯜꯂꯦ, ꯃꯁꯤꯅꯥ ꯃꯃꯜ ꯍꯟꯊꯍꯜꯂꯦ ꯑꯃꯁꯨꯡ ꯑꯅꯧꯕꯥ ꯄꯨꯊꯣꯛꯄꯗꯥ ꯄꯨꯛꯅꯤꯡ ꯊꯧꯒꯠꯂꯦ꯫ ꯒ꯭ꯂꯣꯕꯦꯂꯥꯏꯖꯦꯁꯟꯅꯥ ꯃꯜꯇꯤꯅꯦꯁ꯭ꯅꯦꯜ ꯀꯝꯄꯦꯅꯤꯁꯤꯡꯒꯤ ꯃꯔꯨꯑꯣꯏꯕꯁꯨ ꯍꯦꯟꯒꯠꯍꯜꯂꯦ, ꯃꯈꯣꯏꯅꯥ ꯂꯩꯕꯥꯛ ꯀꯌꯥꯗꯥ ꯊꯕꯛ ꯇꯧꯔꯤ ꯑꯃꯁꯨꯡ ꯃꯥꯂꯦꯝꯒꯤ ꯁꯦꯟꯃꯤꯠꯂꯣꯟꯗꯥ ꯃꯇꯦꯡ ꯄꯥꯡꯂꯤ꯫ ꯍꯥꯏꯔꯤꯕꯥ ꯀꯝꯄꯦꯅꯤꯁꯤꯡ ꯑꯁꯤꯅꯥ ꯑꯌꯥꯝꯕꯅꯥ ꯆꯥꯎꯈꯠꯂꯛꯂꯤꯕꯥ ꯂꯩꯕꯥꯛꯁꯤꯡꯗꯥ ꯁꯦꯜ ꯊꯥꯗꯗꯨꯅꯥ ꯊꯕꯛ ꯄꯤꯕꯒꯤ ꯈꯨꯗꯣꯡꯆꯥꯕꯥ ꯄꯤꯔꯤ ꯑꯃꯁꯨꯡ ꯁꯦꯟꯃꯤꯠꯂꯣꯟꯒꯤ ꯆꯥꯎꯈꯠꯄꯥ ꯍꯦꯟꯒꯠꯍꯜꯂꯤ꯫ ꯃꯁꯤꯒꯤ ꯃꯊꯛꯇꯥ, ꯒ꯭ꯂꯣꯕꯦꯂꯥꯏꯖꯦꯁꯟꯅꯥ ꯁꯦꯜ-ꯊꯨꯝꯒꯤ ꯀꯩꯊꯦꯜꯁꯤꯡ ꯑꯃꯁꯨꯡ ꯁꯦꯜ ꯊꯥꯗꯕꯒꯤ ꯆꯥꯡ ꯍꯦꯟꯒꯠꯍꯜꯂꯦ, ꯃꯔꯃꯗꯤ ꯍꯧꯖꯤꯛꯇꯤ ꯂꯩꯕꯥꯛꯁꯤꯡꯒꯤ ꯃꯔꯛꯇꯥ ꯀꯦꯄꯤꯇꯦꯜ ꯑꯁꯤ ꯅꯤꯡꯊꯤꯅꯥ ꯆꯠꯊꯣꯛ-ꯆꯠꯁꯤꯟ ꯇꯧꯕꯥ ꯉꯝꯂꯦ꯫ ꯑꯗꯨꯝ ꯑꯣꯏꯅꯃꯛ ꯒ꯭ꯂꯣꯕꯦꯂꯥꯏꯖꯦꯁꯟꯅꯥ ꯁꯤꯡꯅꯕꯥ ꯀꯌꯥꯁꯨ ꯄꯨꯔꯛꯂꯦ꯫ ꯀ꯭ꯔꯤꯇꯤꯛꯁꯁꯤꯡꯅꯥ ꯍꯥꯏꯔꯤ ꯃꯗꯨꯗꯤ ꯃꯁꯤꯅꯥ ꯁꯦꯟꯊꯣꯛ ꯂꯝꯕꯤꯒꯤ ꯃꯥꯟꯅꯕꯥ ꯂꯩꯇꯕꯗꯥ ꯃꯇꯦꯡ ꯄꯥꯡꯂꯤ, ꯃꯔꯃꯗꯤ ꯁꯦꯜ ꯌꯥꯝꯅꯥ ꯇꯥꯅꯕꯥ ꯂꯩꯕꯥꯛꯁꯤꯡ ꯑꯃꯁꯨꯡ ꯀꯝꯄꯦꯅꯤꯁꯤꯡꯅꯥ ꯃꯥꯂꯦꯃꯒꯤ ꯀꯩꯊꯦꯜꯁꯤꯡꯒꯤ ꯀꯥꯟꯅꯕꯥ ꯍꯦꯟꯅꯥ ꯂꯧꯕꯥ ꯉꯝꯂꯤ꯫ ꯈꯔꯅꯥ ꯃꯁꯤꯃꯁꯨ ꯍꯥꯏꯔꯤ ꯃꯗꯨꯗꯤ ꯒ꯭ꯂꯣꯕꯦꯂꯥꯏꯖꯦꯁꯟꯅꯥ ꯃꯐꯝ ꯑꯗꯨꯒꯤ ꯊꯕꯛ ꯑꯃꯁꯨꯡ ꯏꯟꯗꯁ꯭ꯇꯔꯤꯁꯤꯡ ꯃꯥꯡꯍꯅꯕꯥ ꯌꯥꯏ, ꯃꯔꯝꯗꯤ ꯀꯝꯄꯦꯅꯤꯁꯤꯡꯅꯥ ꯂꯦꯕꯔ ꯀꯣꯁꯠ ꯍꯟꯊꯕꯥ ꯂꯩꯕꯥꯛꯁꯤꯡꯗꯥ ꯆꯠꯂꯤ꯫ ꯑꯄꯨꯅꯕꯥ ꯑꯣꯏꯅꯥ ꯒ꯭ꯂꯣꯕꯦꯂꯥꯏꯖꯦꯁꯟꯅꯥ ꯒ꯭ꯂꯣꯕꯦꯜ ꯏꯀꯣꯅꯣꯃꯤꯗꯥ ꯌꯥꯝꯅꯥ ꯆꯥꯎꯅꯥ ꯏꯊꯤꯜ ꯄꯤꯗꯨꯅꯥ ꯈꯨꯗꯣꯡꯆꯥꯕꯥ ꯑꯃꯁꯨꯡ ꯁꯤꯡꯅꯕꯥ ꯑꯅꯤꯃꯛ ꯁꯦꯝꯒꯠꯂꯦ꯫ ꯃꯁꯤꯅꯥ ꯁꯦꯟꯃꯤꯠꯂꯣꯟꯒꯤ ꯃꯔꯛꯇꯥ ꯃꯔꯤ ꯂꯩꯅꯕꯥ ꯍꯦꯟꯒꯠꯍꯜꯂꯦ ꯑꯃꯁꯨꯡ ꯑꯅꯧꯕꯥ ꯀꯩꯊꯦꯜ ꯑꯃꯁꯨꯡ ꯈꯨꯗꯣꯡꯆꯥꯕꯁꯤꯡ ꯁꯦꯃꯒꯠꯂꯦ, ꯑꯗꯨꯕꯨ ꯀꯝꯄꯤꯇꯤꯁꯟ, ꯃꯥꯟꯅꯕꯥ ꯂꯩꯇꯕꯥ, ꯑꯃꯁꯨꯡ ꯊꯕꯛ ꯐꯪꯗꯕꯒꯤ ꯃꯇꯥꯡꯗꯥ ꯋꯥꯈꯜ ꯋꯥꯕꯥ ꯊꯣꯛꯍꯜꯂꯦ꯫ ꯑꯐ꯭ꯔꯤꯀꯥꯗꯥ ꯂꯩꯕꯥ ꯃꯔꯨꯚꯨꯃꯤ ꯑꯅꯤꯒꯤ ꯃꯃꯤꯡ ꯊꯣꯟꯕꯤꯌꯨ꯫ ꯑꯐ꯭ꯔꯤꯀꯥꯗꯥ ꯂꯩꯕꯥ ꯃꯔꯨꯚꯨꯃꯤ ꯑꯅꯤꯗꯤ ꯁꯥꯍꯥꯔꯥ ꯃꯔꯨꯚꯨꯃꯤ ꯑꯃꯁꯨꯡ ꯀꯥꯂꯥꯍꯥꯔꯤ ꯃꯔꯨꯚꯨꯃꯤꯅꯤ꯫